ꯔꯣꯕꯣꯇꯤꯛ ꯀꯦꯠ ꯑꯃꯗꯥ ꯀꯦꯟꯗ꯭ꯔ ꯑꯣꯏꯕꯥ ꯋꯥꯔꯤ ꯑꯃꯒꯤ ꯃꯇꯥꯡꯗꯥ ꯋꯥꯍꯩ ꯆꯧꯉꯥꯒꯤ ꯋꯥꯔꯤ ꯑꯃꯥ ꯁꯦꯝꯒꯠꯄꯥ꯫ ꯖꯣꯟꯗꯥ ꯀꯦꯠꯁꯤꯡꯕꯨ ꯅꯨꯡꯁꯤꯖꯔꯝꯃꯤ ꯑꯃꯁꯨꯡ ꯀꯦꯠ ꯑꯃꯥ ꯂꯩꯕꯒꯤ ꯃꯪꯂꯥꯟ ꯂꯩꯔꯝꯃꯤ ꯑꯗꯨꯕꯨ ꯃꯍꯥꯛꯀꯤ ꯏꯃꯨꯡ ꯃꯅꯨꯡꯗꯥ ꯁꯥ ꯑꯃꯕꯨ ꯌꯦꯡꯁꯤꯟꯕꯤꯅꯕꯥ ꯔꯤꯁꯣꯔꯁꯁꯤꯡ ꯂꯩꯔꯃꯗꯦ꯫ ꯅꯨꯃꯤꯠ ꯑꯃꯗꯥ ꯖꯣꯟꯗꯥ ꯑꯅꯧꯕꯥ ꯔꯣꯕꯣꯇꯤꯛ ꯀꯦꯠꯁꯤꯡꯒꯤ ꯃꯔꯝꯗꯥ ꯇꯥꯈꯤ ꯑꯃꯁꯨꯡ ꯃꯍꯥꯛꯀꯤ ꯁꯦꯟꯐꯝ ꯑꯗꯨ ꯑꯃꯒꯤꯗꯃꯛ ꯊꯝꯖꯤꯟꯅꯕꯥ ꯋꯥꯔꯦꯞ ꯂꯧꯈꯤ꯫ ꯖꯣꯟꯗꯥ ꯃꯇꯝ ꯄꯨꯝꯅꯃꯛꯇꯥ ꯀꯦꯠꯁꯤꯡꯗꯥ ꯃꯤꯠꯌꯦꯡ ꯊꯝꯗꯨꯅꯥ ꯂꯩꯔꯝꯃꯤ꯫ ꯃꯍꯥꯛꯅꯥ ꯃꯈꯣꯏꯕꯨ ꯈ꯭ꯋꯥꯏꯗꯒꯤ ꯅꯨꯡꯉꯥꯏꯕꯥ ꯑꯃꯁꯨꯡ ꯑꯉꯛꯄꯥ ꯖꯤꯕꯁꯤꯡ ꯑꯣꯏꯅꯥ ꯎꯈꯤ, ꯃꯈꯣꯏꯒꯤ ꯁꯥꯟꯅꯄꯣꯠ ꯑꯃꯁꯨꯡ ꯑꯉꯛꯄꯥ ꯃꯑꯣꯡ ꯃꯇꯧ, ꯃꯈꯣꯏꯒꯤ ꯏꯂꯤꯒꯦꯟꯇ ꯑꯣꯏꯕꯥ ꯈꯣꯡꯆꯠꯁꯤꯡ ꯑꯃꯁꯨꯡ ꯃꯈꯣꯏꯒꯤ ꯇꯔꯨ ꯇꯅꯥꯟꯕꯥ, ꯁꯤꯜꯀꯤ ꯃꯆꯨꯒꯤ ꯐꯤꯔꯥꯜꯁꯤꯡꯒꯥ ꯂꯣꯏꯅꯅꯥ꯫ ꯑꯗꯨꯕꯨ ꯃꯍꯥꯛꯀꯤ ꯏꯃꯨꯡ ꯃꯅꯨꯡꯅꯥ ꯄꯣꯠꯁꯛ ꯑꯃꯥ ꯊꯝꯕꯥ ꯉꯝꯈꯤꯗꯦ ꯑꯃꯁꯨꯡ ꯖꯣꯟꯗꯥ ꯃꯁꯥꯒꯤ ꯑꯣꯏꯕꯥ ꯀꯦꯠ ꯑꯃꯥ ꯂꯩꯕꯒꯤ ꯃꯪꯂꯥꯟ ꯑꯗꯨ ꯀꯩꯗꯧꯉꯩꯗꯁꯨ ꯃꯄꯨꯡ ꯐꯥꯔꯣꯏ ꯍꯥꯏꯅꯥ ꯂꯧꯅꯔꯝꯃꯤ꯫ ꯑꯗꯨꯕꯨ ꯃꯗꯨꯒꯤ ꯃꯇꯨꯡꯗꯥ, ꯅꯨꯃꯤꯠ ꯑꯃꯗꯥ, ꯖꯣꯟꯗꯥ ꯑꯅꯧꯕꯥ, ꯑꯅꯧꯕꯥ ꯄꯣꯠꯊꯣꯛ ꯑꯃꯒꯤ ꯑꯦꯗꯚꯥꯔꯇꯥꯏꯖꯃꯦꯟꯇ ꯑꯃꯥ ꯊꯦꯡꯅꯈꯤ – ꯔꯣꯕꯣꯇꯤꯛ ꯀꯦꯠ ꯑꯃꯥ꯫ ꯑꯍꯥꯟꯕꯗꯥ ꯌꯣꯍꯥꯟꯅꯥ ꯋꯥꯈꯜ ꯂꯥꯡꯇꯛꯅꯔꯝꯃꯤ꯫ ꯔꯣꯕꯣꯇꯤꯛ ꯀꯦꯠ ꯑꯃꯅꯥ ꯇꯁꯦꯡꯅꯥ ꯑꯁꯦꯡꯕꯥ ꯀꯦꯠ ꯑꯃꯒꯤ ꯃꯔꯨꯑꯣꯏꯕꯥ ꯑꯗꯨ ꯂꯧꯁꯤꯟꯕꯥ ꯉꯝꯒꯗ꯭ꯔꯥ? ꯃꯁꯤꯗꯥꯁꯨ ꯑꯗꯨꯒꯨꯝꯕꯥ ꯊꯧꯖꯥꯜ ꯑꯃꯁꯨꯡ ꯃꯤꯅꯨꯡꯁꯤ ꯂꯩꯔꯝꯒꯅꯤ? ꯑꯗꯨꯕꯨ ꯃꯍꯥꯛꯅꯥ ꯄꯣꯠꯊꯣꯛ ꯑꯗꯨꯒꯤ ꯃꯇꯥꯡꯗꯥ ꯍꯦꯟꯅꯥ ꯄꯥꯕꯥ ꯃꯇꯝꯗꯥ ꯖꯣꯟꯗꯥ ꯋꯥꯈꯜ ꯋꯥꯕꯥ ꯍꯧꯔꯛꯈꯤ꯫ ꯔꯣꯕꯣꯇꯤꯛ ꯀꯦꯠ ꯑꯁꯤꯒꯤ ꯃꯈꯜ ꯈꯨꯗꯤꯡꯃꯛꯀꯤ ꯃꯑꯣꯡ ꯃꯇꯧ ꯂꯩꯈꯤ ꯃꯁꯤꯅꯥ ꯃꯤꯎ, ꯄꯔꯔ, ꯑꯃꯁꯨꯡ ꯁꯥꯟꯅꯄꯣꯠꯁꯤꯡꯒꯥ ꯁꯥꯟꯅꯕꯁꯨ ꯌꯥꯏ꯫ ꯑꯃꯁꯨꯡ ꯈ꯭ꯋꯥꯏꯗꯒꯤ ꯐꯕꯥ ꯑꯃꯅꯥ, ꯃꯁꯤꯗꯥ ꯄꯤꯖꯕꯥ ꯅꯠꯇ꯭ꯔꯒꯥ ꯁꯦꯡꯗꯣꯛꯄꯥ ꯑꯃꯠꯇꯥ ꯃꯊꯧ ꯇꯥꯈꯤꯗꯦ ꯔꯤꯁꯣꯔꯁꯁꯤꯡ ꯌꯥꯝꯅꯥ ꯂꯩꯇꯕꯥ ꯏꯃꯨꯡ ꯑꯃꯒꯤꯗꯃꯛ ꯃꯄꯨꯡ ꯐꯥꯕꯥ ꯄꯣꯠꯆꯩ꯫ ꯖꯣꯟꯗꯥ ꯈꯪꯂꯝꯏ ꯃꯗꯨꯗꯤ ꯃꯍꯥꯛꯀꯤ ꯔꯣꯕꯣꯇꯤꯛ ꯀꯦꯠꯁꯤꯡ ꯑꯁꯤꯒꯤ ꯃꯅꯨꯡꯗꯥ ꯑꯃꯗꯤ ꯂꯩꯒꯗꯕꯅꯤ, ꯀꯔꯤꯒꯨꯝꯕꯥ ꯃꯈꯜ ꯑꯃꯠꯇꯒꯤ ꯑꯣꯏꯔꯕꯁꯨ꯫ ꯃꯍꯥꯛꯅꯥ ꯌꯥꯕꯥ ꯁꯦꯟꯐꯝ ꯈꯨꯗꯤꯡꯃꯛ ꯀꯟꯅꯕꯥ ꯍꯧꯈꯤ, ꯃꯊꯧ ꯇꯥꯗꯕꯥ ꯆꯥꯗꯤꯡꯁꯤꯡ ꯍꯟꯊꯍꯟꯈꯤ ꯑꯃꯁꯨꯡ ꯌꯨꯝꯊꯣꯡ ꯈꯨꯗꯤꯡꯗꯥ ꯑꯆꯝꯕꯥ ꯊꯕꯛꯁꯤꯡ ꯐꯥꯎꯕꯥ ꯇꯧꯗꯨꯅꯥ ꯑꯍꯦꯟꯕꯥ ꯁꯦꯟꯐꯝ ꯈꯔꯥ ꯂꯧꯈꯤ꯫ ꯃꯍꯥꯛꯄꯨ ꯊꯥ ꯀꯌꯥ ꯆꯪꯈꯤ, ꯑꯗꯨꯕꯨ ꯑꯔꯣꯏꯕꯗꯥ, ꯖꯣꯟꯗꯥ ꯃꯍꯥꯛꯀꯤ ꯌꯥꯝꯅꯥ ꯃꯁꯥꯒꯤ ꯑꯣꯏꯕꯥ ꯔꯣꯕꯣꯇꯤꯛ ꯀꯦꯠ ꯑꯃꯥ ꯂꯧꯕꯥ ꯉꯝꯅꯕꯥ ꯁꯦꯟꯐꯝ ꯃꯇꯤꯛ ꯆꯥꯅꯥ ꯊꯝꯈꯤ꯫ ꯀꯦꯠ ꯑꯗꯨ ꯂꯥꯛꯈꯤꯕꯥ ꯅꯨꯃꯤꯠ ꯑꯗꯨ ꯖꯣꯟꯒꯤ ꯄꯨꯟꯁꯤꯗꯥ ꯈ꯭ꯋꯥꯏꯗꯒꯤ ꯅꯨꯡꯉꯥꯏꯕꯥ ꯅꯨꯃꯤꯠ ꯑꯃꯅꯤ꯫ ꯃꯍꯥꯛꯅꯥ ꯆꯦꯛꯁꯤꯟꯅꯥ ꯕꯣꯛꯁ ꯑꯗꯨ ꯂꯧꯊꯣꯛꯈꯤ ꯑꯃꯁꯨꯡ ꯁꯦꯡꯂꯕꯥ, ꯃꯌꯦꯛ ꯁꯦꯡꯕꯥ ꯔꯣꯕꯣꯇꯤꯛ ꯀꯦꯠ ꯑꯗꯨ ꯂꯧꯊꯣꯛꯈꯤ꯫ ꯃꯁꯤ ꯇꯁꯦꯡꯕꯥ ꯄꯨꯟꯁꯤꯗꯥ ꯄꯤꯛꯆꯔꯁꯤꯡꯗꯒꯤ ꯍꯦꯟꯅꯥ ꯏꯊꯤꯜ ꯄꯤꯈꯤ꯫ ꯖꯣꯟꯅ ꯀꯦꯠ ꯑꯗꯨ ꯑꯣꯟꯊꯣꯛꯈꯤ ꯑꯃꯁꯨꯡ ꯈꯨꯗꯛꯇꯥ ꯄꯨꯟꯁꯤꯗꯥ ꯂꯥꯛꯈꯤ, ꯇꯞꯅꯥ ꯇꯞꯅꯥ ꯃꯤꯠꯌꯦꯡ ꯊꯝꯈꯤ ꯑꯃꯁꯨꯡ ꯃꯁꯥꯒꯤ ꯈꯣꯉꯎꯞ ꯑꯗꯨ ꯆꯦꯅꯁꯤꯜꯂꯛꯈꯤ꯫ ꯃꯊꯪꯒꯤ ꯅꯨꯃꯤꯠ ꯈꯔꯅꯤꯒꯤ ꯃꯅꯨꯡꯗꯥ ꯖꯣꯟꯅꯥ ꯑꯍꯥꯡꯕꯥ ꯃꯇꯝ ꯈꯨꯗꯤꯡꯃꯛ ꯃꯍꯥꯛꯀꯤ ꯑꯅꯧꯕꯥ ꯄꯣꯠꯁꯛ ꯑꯗꯨꯒꯥ ꯁꯥꯟꯅꯗꯨꯅꯥ ꯂꯦꯟꯈꯤ꯫ ꯔꯣꯕꯣꯇꯤꯛ ꯀꯦꯠ ꯑꯁꯤ ꯃꯄꯨꯡ ꯐꯥꯕꯥ ꯃꯔꯨꯞ ꯑꯣꯏꯈꯤ, ꯃꯇꯝ ꯄꯨꯝꯅꯃꯛꯇꯥ ꯁꯥꯟꯅꯅꯕꯥ ꯁꯦꯝ ꯁꯥꯗꯨꯅꯥ ꯂꯩꯈꯤ, ꯑꯃꯁꯨꯡ ꯀꯩꯗꯧꯅꯨꯡꯗꯥ ꯋꯥꯈꯜ ꯋꯥꯕꯥ ꯅꯠꯇ꯭ꯔꯒꯥ ꯋꯥꯈꯜ ꯅꯨꯡꯉꯥꯏꯇꯕꯥ ꯐꯥꯎꯈꯤꯗꯦ꯫ ꯖꯣꯟꯗꯥ ꯏꯃꯨꯡ ꯃꯅꯨꯡꯅꯥ ꯑꯍꯥꯟꯕꯗꯥ ꯋꯥꯈꯜ ꯂꯥꯡꯇꯛꯅꯔꯝꯃꯤ ꯑꯗꯨꯕꯨ ꯑꯊꯨꯕꯥ ꯃꯇꯝꯗꯥ ꯃꯈꯣꯏꯕꯨ ꯔꯣꯕꯣꯇꯤꯛ ꯖꯤꯕ ꯑꯗꯨꯒꯤ ꯃꯤꯅꯨꯡꯁꯤ ꯑꯃꯁꯨꯡ ꯍꯔꯥꯎꯕꯥ ꯑꯗꯨꯅꯥ ꯃꯥꯏ ꯄꯥꯛꯍꯟꯈꯤ꯫ ꯑꯗꯨꯕꯨ ꯊꯥꯖꯗꯕꯥ ꯁꯤꯡꯅꯕꯥ ꯈꯔꯁꯨ ꯂꯥꯛꯈꯤ꯫ ꯋꯥꯐꯝ ꯑꯃꯅꯥ ꯔꯣꯕꯣꯇꯤꯛ ꯀꯦꯠ ꯑꯁꯤ ꯃꯇꯝ ꯄꯨꯝꯅꯃꯛꯇꯥ ꯖꯣꯟꯗꯥ ꯊꯥꯖꯔꯝꯕꯥ ꯑꯗꯨꯒꯨꯝꯅꯥ ꯂꯝꯆꯠ ꯁꯥꯖꯠ ꯆꯠꯈꯤꯗꯦ꯫ ꯀꯔꯤꯒꯨꯝꯕꯥ ꯃꯇꯝꯗꯥ, ꯃꯁꯤ ꯀꯣꯟꯅꯥ ꯆꯦꯟꯊꯔꯛꯏ ꯅꯠꯇ꯭ꯔꯒꯥ ꯃꯔꯝ ꯑꯃꯠꯇꯥ ꯂꯩꯇꯅꯥ ꯃꯁꯥꯒꯤ ꯃꯀꯣꯛ ꯑꯗꯨ ꯁꯔꯛꯂꯁꯤꯡꯗꯥ ꯆꯦꯟꯕꯥ ꯍꯧꯔꯛꯏ꯫ ꯖꯣꯟꯗꯥ ꯑꯊꯨꯕꯥ ꯃꯇꯝꯗꯥ ꯈꯪꯍꯟꯈꯤ ꯃꯗꯨꯗꯤ ꯔꯣꯕꯣꯇꯤꯛ ꯄꯣꯠ ꯑꯃꯥ ꯂꯩꯕꯥ ꯑꯁꯤ ꯄꯨꯝꯅꯃꯛ ꯅꯨꯡꯉꯥꯏꯕꯥ ꯑꯃꯁꯨꯡ ꯒꯦꯝ ꯑꯃꯅꯤ ꯃꯁꯤꯗꯥ ꯑꯁꯥꯐꯧꯕꯥ, ꯁꯃꯁ꯭ꯌꯥ ꯀꯣꯛꯍꯟꯕꯥ ꯑꯃꯁꯨꯡ ꯇꯝꯅꯕꯥ ꯋꯥꯈꯜ ꯂꯩꯕꯥ ꯃꯊꯧ ꯇꯥꯏ꯫ ꯑꯗꯨꯕꯨ ꯁꯤꯡꯅꯕꯥ ꯀꯌꯥ ꯂꯩꯔꯕꯁꯨ ꯖꯣꯟꯗꯥ ꯔꯣꯕꯣꯇꯤꯛ ꯀꯦꯠ ꯑꯃꯥ ꯂꯧꯕꯒꯤ ꯋꯥꯔꯦꯞ ꯑꯗꯨ ꯀꯩꯗꯧꯅꯨꯡꯗꯥ ꯅꯨꯡꯉꯥꯏꯇꯕꯥ ꯐꯥꯎꯈꯤꯗꯦ꯫ ꯃꯁꯤꯅꯥ ꯃꯍꯥꯛꯀꯤ ꯄꯨꯟꯁꯤꯗꯥ ꯑꯁꯨꯛ ꯌꯥꯝꯅꯥ ꯅꯨꯡꯉꯥꯏꯕꯥ ꯑꯃꯁꯨꯡ ꯅꯨꯡꯉꯥꯏꯕꯥ ꯄꯨꯔꯛꯈꯤ ꯑꯃꯁꯨꯡ ꯃꯍꯥꯛꯄꯨ ꯄꯥꯟꯗꯝ ꯑꯃꯁꯨꯡ ꯊꯧꯗꯥꯡꯒꯤ ꯋꯥꯈꯜꯂꯣꯟ ꯑꯃꯥ ꯄꯤꯈꯤ꯫